ꯋꯥ꯭ꯔꯜ ꯋꯥꯏꯗ ꯋꯦꯕꯀꯤ ꯄꯨꯋꯥꯔꯤꯒꯤ ꯃꯇꯥꯡꯗ ꯁꯟꯗꯣꯛꯅ ꯇꯥꯛꯄꯤꯌꯨ꯫ ꯋꯥ꯭ꯔꯜ ꯋꯥꯏꯗ ꯋꯦꯕ (ꯗꯕꯜꯌꯨ ꯗꯕꯜꯌꯨ ꯗꯕ꯭ꯜꯌꯨ ꯅꯠꯇꯔꯒ ꯋꯦꯕ) ꯑꯁꯤ ꯃꯥꯂꯦꯝꯒꯤ ꯑꯣꯏꯕ ꯏꯟꯐꯣꯔꯃꯦꯁꯟ ꯃꯦꯗꯤꯌꯝ ꯑꯃꯅꯤ ꯃꯁꯤ ꯂꯤꯁꯤꯡ ꯑꯃ ꯆꯃꯥꯄꯟ ꯃꯔꯐꯨ ꯃꯥꯄꯜꯗ ꯕ꯭ꯔꯤꯇꯤꯁ ꯐꯤꯖꯤꯠ ꯇꯤꯝ ꯕꯔꯅꯔꯁ-ꯂꯤꯅ ꯑꯦꯔꯦꯟ (ꯌꯨꯔꯣꯄꯤꯌꯟ ꯑꯣꯔꯒꯅꯥꯏꯖꯦꯁꯟ ꯐꯣꯔ ꯅ꯭ꯌꯨꯀ꯭ꯂꯤꯌꯔ ꯔꯤꯁꯔꯆ)ꯗꯥ ꯊꯕꯛ ꯇꯧꯔꯤꯉꯩꯗꯥ ꯁꯦꯝꯈꯤꯕꯅꯤ꯫ ꯕꯔꯅꯔꯁ-ꯂꯤꯒꯤ ꯄꯥꯟꯗꯝꯗꯤ ꯁꯥꯏꯟꯇꯤꯁ꯭ꯇꯁꯤꯡꯅ ꯏꯟꯐꯣꯔꯃꯦꯁꯟ ꯁꯦꯌꯔ ꯇꯧꯕ ꯑꯃꯁꯨꯡ ꯍꯦꯟꯅ ꯐꯍꯟꯕ ꯐꯖꯅ ꯄꯨꯟꯅ ꯊꯕꯛ ꯇꯧꯃꯤꯟꯅꯅꯕ ꯁꯤꯁꯇꯦꯝ ꯑꯃ ꯁꯦꯝꯒꯠꯄꯅꯤ꯫ ꯂꯤꯁꯤꯡ ꯑꯃ ꯆꯃꯥꯄꯜ ꯃꯔꯐꯨꯗꯔꯥ ꯃꯪꯉꯥ ꯃꯪꯉꯅ ꯑꯍꯥꯟꯕ ꯋꯦꯕ ꯕ꯭ꯔꯥꯎꯁꯔ ꯁꯦꯝꯈꯤ, ꯃꯗꯨ "ꯋꯥꯔꯜꯗꯋꯥꯏꯗꯋꯦꯕ" ꯀꯧꯈꯤ ꯑꯃꯁꯨꯡ ꯑꯍꯥꯟꯕ ꯋꯦꯕ ꯄꯦꯖ ꯁꯦꯝꯈꯤ, ꯃꯗꯨ ꯂꯤꯁꯤꯡ ꯑꯃ ꯃꯧꯗꯔꯥ ꯃꯥꯊꯣꯏꯗ ꯂꯥꯏꯕ ꯑꯣꯏꯈꯤ꯫ ꯂꯤꯁꯤꯡ ꯑꯃ ꯆꯃꯥꯄꯜ ꯃꯧꯗꯔꯥ ꯒꯤ ꯃꯌꯥꯏ ꯆꯜꯂꯛꯄꯗ ꯑꯍꯥꯟꯕ ꯋꯦꯕ ꯁꯔꯚꯤꯁꯤꯡ ꯊꯣꯔꯛꯈꯤ ꯑꯃꯁꯨꯡ ꯋꯦꯕ ꯑꯁꯤ ꯁꯤ ꯑꯥꯔ ꯑꯦ ꯑꯦꯟ ꯒꯤ ꯃꯄꯥꯟꯗ ꯄꯥꯛ ꯆꯥꯎꯔꯕ ꯑꯦꯀꯥꯗꯦꯃꯤꯛ ꯀꯝꯃ꯭ꯌꯨꯅꯤꯇꯤꯗ ꯄꯥꯛꯊꯣꯛ ꯆꯥꯎꯊꯣꯛꯅꯈꯤ꯫ ꯃꯜꯇꯤꯃꯤꯗꯤꯌ ꯀꯟꯇꯦꯟꯠꯁꯤꯡ ꯎꯠꯄ ꯉꯝꯃꯕ ꯂꯣꯜ ꯑꯃꯁꯨꯡ ꯕ꯭ꯔꯥꯎꯖꯔꯁꯤꯡ ꯁꯦꯝꯒꯠꯂꯛꯄꯒ ꯂꯣꯏꯅꯅ ꯋꯦꯕ ꯑꯁꯤ ꯃꯔꯨ ꯑꯣꯏꯅ ꯇꯦꯛꯁ ꯌꯨꯝꯐꯝ ꯑꯣꯏꯕ ꯃꯦꯗꯤꯌꯝ ꯑꯃꯗꯒꯤ ꯃꯜꯇꯤꯃꯤꯗꯤꯌꯥꯗ ꯑꯣꯟꯊꯣꯛꯄ ꯍꯧꯈꯤ꯫ ꯑꯍꯥꯟꯕ ꯀꯝꯃꯔꯁꯤꯑꯦꯜ ꯋꯦꯕꯁꯥꯏꯠꯁꯤꯡ ꯑꯁꯤ ꯂꯤꯁꯤꯡ ꯑꯃ ꯆꯃꯥꯄꯜ ꯃꯧꯗꯔꯥ ꯍꯨꯃꯊꯣꯏ ꯗ ꯂꯥꯏꯕ ꯑꯣꯏꯔꯛꯈꯤ, ꯑꯃꯁꯨꯡ ꯑꯣꯟꯂꯥꯏꯟ ꯀꯝꯃ꯭ꯔꯁ ꯑꯁꯤ ꯃꯤꯌꯥꯝꯅ ꯄꯥꯝꯅꯕ ꯍꯧꯔꯛꯈꯤ꯫ ꯂꯤꯁꯤꯡ ꯑꯃ ꯆꯃꯥꯄꯜ ꯃꯧꯗꯔꯥꯒꯤ ꯃꯌꯥꯏ ꯆꯜꯂꯛꯄ ꯋꯦꯕ ꯑꯁꯤ ꯃꯥꯂꯦꯝꯒꯤ ꯑꯣꯏꯕ ꯊꯧꯗꯣꯛ ꯑꯃ ꯑꯣꯏꯔꯛꯈꯤ, ꯑꯃꯁꯨꯡ ꯃꯁꯤꯅ ꯈꯨꯟꯅꯥꯏ, ꯀ꯭ꯂꯆꯔ ꯑꯃꯁꯨꯡ ꯁꯦꯟꯃꯤꯠꯂꯣꯟꯗ ꯄꯤꯔꯤꯕꯥ ꯁꯥꯐꯨ ꯑꯁꯤ ꯍꯥꯟꯅꯗꯒꯤ ꯎꯕꯥ ꯐꯪꯈꯤ꯫ ꯂꯤꯁꯤꯡ ꯑꯃ ꯆꯃꯥꯄꯜ ꯃꯧꯗꯔꯥ ꯒꯤ ꯃꯌꯥꯏ ꯆꯜꯂꯛꯄꯗ ꯗꯣꯠ-ꯀꯣꯝ ꯕꯝ ꯑꯁꯤꯅ ꯏꯟꯇꯔꯅꯦꯠꯇ ꯌꯨꯝꯐꯝ ꯑꯣꯏꯕ ꯂꯂꯣꯟ-ꯏꯇꯤꯛꯀꯤ ꯊꯕꯛꯁꯤꯡ ꯌꯥꯝꯅ ꯊꯨꯅ ꯄꯥꯡꯊꯣꯛ-ꯆꯥꯎꯊꯣꯛꯈꯤ ꯑꯃꯁꯨꯡ ꯑꯅꯧꯕꯥ ꯋꯦꯕꯁꯥꯏꯠꯁꯤꯡ ꯍꯦꯡꯒꯠꯂꯛ ꯂꯛꯈꯤ꯫ ꯂꯤꯁꯤꯡ ꯑꯅꯤꯒꯤ ꯃꯌꯥꯏ ꯆꯜꯂꯛꯄꯗ, ꯃꯤꯑꯣꯏ ꯀꯌꯥꯅ ꯏꯟꯇꯔꯅꯦꯠꯀꯤ ꯈꯨꯗꯣꯡꯆꯥꯕ ꯐꯪꯂꯛꯄꯒ ꯂꯣꯏꯅꯅ, ꯋꯦꯕ ꯑꯁꯤ ꯃꯈꯥ ꯇꯥꯅ ꯍꯦꯟꯒꯠꯂꯛꯈꯤ ꯑꯃꯁꯨꯡ ꯍꯦꯟꯅ ꯆꯥꯎꯈꯠꯂꯛꯈꯤ, ꯑꯃꯁꯨꯡ ꯁꯣꯁꯤꯑꯦꯜ ꯃꯤꯗꯤꯌ ꯑꯃꯁꯨꯡ ꯃꯣꯕꯥꯏꯜ ꯕ꯭ꯔꯥꯎꯁꯤꯡꯒꯨꯝꯕ ꯑꯅꯧꯕꯥ ꯇꯦꯛꯅꯣꯂꯣꯖꯤꯁꯤꯡ ꯁꯦꯝꯒꯠꯂꯛꯈꯤ꯫ ꯉꯁꯤꯗꯤ ꯋꯦꯕ ꯑꯁꯤ ꯃꯥꯂꯦꯝ ꯁꯤꯅꯕ ꯊꯨꯡꯅ ꯃꯤꯑꯣꯏ ꯂꯥꯈ ꯀꯌꯥꯒꯤ ꯅꯨꯡꯇꯤꯒꯤ ꯄꯨꯟꯁꯤꯒꯤ ꯃꯔꯨꯑꯣꯏꯕꯥ ꯁꯔꯨꯛ ꯑꯃꯥ ꯑꯣꯏꯔꯦ, ꯃꯁꯤꯅꯥ ꯏꯅꯐꯣꯔꯃꯦꯁꯟ, ꯑꯦꯟꯇꯔꯇꯦꯟꯃꯦꯟꯠ ꯑꯃꯁꯨꯡ ꯁꯔꯚꯤꯁꯦꯁꯁꯤꯡꯒꯤ ꯑꯆꯧꯕ ꯑꯦꯔꯤꯌꯥ ꯑꯃ ꯄꯤꯔꯤ꯫ ꯃꯈꯥꯒꯤ ꯋꯥꯍꯩ ꯑꯁꯤ ꯄꯣꯖꯤꯇꯤꯕ ꯑꯣꯏꯍꯟꯅꯕ ꯑꯃꯨꯛ ꯍꯟꯅ ꯏꯕꯤꯌꯨ: ꯎꯃꯪ ꯂꯧ ꯂꯧꯊꯣꯛꯄ ꯑꯁꯤ ꯃꯥꯂꯦꯝꯒꯤ ꯑꯣꯏꯕ ꯑꯀꯣꯏꯕꯒꯤ ꯐꯤꯕꯝꯒꯤ ꯀ꯭ꯔꯥꯏꯁꯤꯁ ꯑꯃꯅꯤ꯫ ꯃꯥꯂꯦꯝ ꯁꯤꯟꯕ ꯊꯨꯡꯅ ꯎꯃꯪ ꯑꯃꯨꯛ ꯍꯟꯅ ꯁꯦꯃꯒꯠꯄꯒꯤ ꯃꯥꯏꯀꯩꯗꯥ ꯍꯣꯠꯅꯔꯤꯕ ꯑꯁꯤꯅ ꯃꯥꯂꯦꯃꯒꯤ ꯑꯣꯏꯕ ꯑꯀꯣꯏꯕꯒꯤ ꯐꯤꯕꯝꯒꯤ ꯁꯤꯡꯅꯕ ꯑꯁꯤ ꯊꯦꯡꯅꯅꯕ ꯑꯁꯥ ꯄꯤꯔꯤ꯫ ꯅ꯭ꯌꯨꯔꯜ ꯅꯦꯠꯋꯥ꯭ꯔꯛ ꯑꯃꯥꯇ꯭ꯔꯦꯅꯤꯡ ꯄꯤꯅꯕꯒꯤ ꯄꯥꯝꯕꯩ ꯑꯅꯤ ꯍꯥꯏꯕꯁꯤ ꯀꯔꯤꯅꯣ? ꯅ꯭ꯌꯨꯔꯜ ꯅꯦꯠꯋꯥ꯭ꯔꯛ ꯑꯃ ꯇ꯭ꯔꯦꯅꯤꯡ ꯄꯤꯅꯕꯒꯤ ꯀꯃꯟ ꯑꯣꯏꯕ ꯄꯥꯝꯕꯩ ꯑꯅꯤꯗꯤ ꯕꯦꯛꯄ꯭ꯔꯣꯄꯥꯒꯦꯁꯟ ꯑꯃꯁꯨꯡ ꯒ꯭ꯔꯦꯗꯤꯌꯦꯟꯠ ꯗꯦꯁꯦꯟꯠꯅꯤ꯫ ꯕꯦꯛꯄ꯭ꯔꯣꯄꯥꯒꯦꯁꯟ: ꯕꯦꯛꯄ꯭ꯔꯣꯄꯥꯒꯦꯁꯟ ꯑꯁꯤ ꯁꯨꯞꯄꯔꯚꯥꯏꯖ ꯇꯧꯔꯕ ꯂꯔꯅꯤꯡ ꯑꯦꯜꯒꯣꯔꯤꯊꯝ ꯑꯃꯅꯤ ꯃꯁꯤꯗ ꯄ꯭ꯔꯤꯗꯤꯛꯇꯦꯗ ꯚꯦꯜꯌꯨꯁꯤꯡ ꯑꯃꯁꯨꯡ ꯅ꯭ꯌꯨꯔꯜ ꯅꯦꯠꯋꯥ꯭ꯔꯛꯀꯤ ꯇꯁꯦꯡꯕ ꯑꯥꯎꯠꯄꯨꯠꯀꯤ ꯃꯔꯛꯇ ꯂꯩꯕ ꯑꯁꯣꯏꯕ ꯅꯠꯇꯔꯒ ꯃꯥꯡꯈꯤꯕ ꯑꯗꯨ ꯅꯦꯠꯋꯥ꯭ꯔꯛꯀꯤ ꯈꯨꯠꯊꯥꯡꯗ ꯃꯇꯨꯡꯗ ꯄ꯭ꯔꯣꯄꯥꯒꯦꯠ ꯇꯧꯗꯨꯅ ꯑꯁꯣꯏꯕ ꯑꯗꯨ ꯈ꯭ꯋꯥꯏꯗꯒꯤ ꯅꯦꯝꯕ ꯑꯣꯏꯍꯟꯅꯕ ꯑꯔꯨꯝꯕ ꯑꯗꯨ ꯁꯦꯝꯗꯣꯛꯏ꯫ ꯃꯁꯤ ꯑꯔꯨꯝꯕ ꯅꯠꯇꯔꯒ ꯑꯁꯣꯏꯕꯒꯤ ꯒꯥꯔꯗꯤꯌꯦꯟꯠꯀꯤ ꯃꯇꯥꯡꯗ ꯑꯁꯣꯏꯕꯒꯤ ꯗꯦꯔꯤꯕꯦꯇꯤꯕ ꯑꯗꯨ ꯂꯦꯞꯊꯣꯛꯇꯨꯅ ꯑꯃꯁꯨꯡ ꯒꯥꯔꯗꯤꯌꯦꯟꯠ ꯑꯗꯨꯒꯤ ꯑꯔꯣꯏꯕ ꯃꯥꯏꯀꯩꯗ ꯑꯔꯨꯝꯕ ꯑꯗꯨ ꯑꯦꯗꯖ꯭ꯁꯠ ꯇꯧꯗꯨꯅ ꯐꯪꯕ ꯉꯝꯃꯤ꯫ ꯒꯥꯔꯗꯤꯌꯦꯟꯠ ꯗꯦꯁꯦꯟꯠ: ꯒꯥꯔꯗꯤꯌꯦꯟꯠ ꯗꯦꯁꯦꯟꯠ ꯑꯁꯤ ꯑꯣꯕꯖꯦꯛꯇꯤꯕ ꯐꯪꯁꯟ ꯑꯁꯤ ꯈ꯭ꯋꯥꯏꯗꯒꯤ ꯅꯦꯝꯕ ꯑꯣꯏꯍꯟꯅꯕ ꯑꯣꯞꯇꯤꯃꯥꯏꯖꯦꯁꯟ ꯑꯦꯜꯒꯣꯔꯤꯊꯝ ꯑꯃꯅꯤ, ꯃꯁꯤꯅ ꯅ꯭ꯌꯨꯔꯜ ꯅꯦꯠꯋꯥ꯭ꯔꯛꯁꯤꯡꯒꯤ ꯑꯣꯏꯅꯗꯤ ꯄ꯭ꯔꯤꯗꯤꯛꯇꯦꯗ ꯚꯦꯜꯌꯨ ꯑꯃꯁꯨꯡ ꯇꯁꯦꯡꯕ ꯑꯥꯎꯠꯄꯨꯠꯀꯤ ꯃꯔꯛꯇ ꯂꯩꯕ ꯈꯦꯠꯅꯕ ꯑꯗꯨ ꯂꯦꯞꯊꯣꯛꯄ ꯃꯃꯜ ꯐꯪꯁꯟꯅꯤ꯫ ꯑꯦꯂꯒꯣꯔꯤꯊꯝ ꯑꯁꯤꯅ ꯃꯃꯜꯒꯤ ꯐꯪꯁꯜ ꯑꯁꯤ ꯈ꯭ꯋꯥꯏꯗꯒꯤ ꯅꯦꯝꯕ ꯑꯣꯏꯍꯟꯅꯕ ꯅꯦꯠꯋꯥ꯭ꯔꯛꯀꯤ ꯑꯔꯨꯝꯕ ꯑꯗꯨ ꯏꯇꯦꯔꯦꯇꯤꯕ ꯑꯣꯏꯅ ꯑꯦꯗꯖ꯭ꯁꯠ ꯇꯧꯏ꯫ ꯑꯞꯗꯦꯠꯀꯤ ꯃꯥꯏꯀꯩ ꯑꯁꯤ ꯀ꯭ꯣꯁꯠ ꯐꯪꯁꯟ ꯅꯦꯒꯦꯇꯤꯕ ꯒꯥꯔꯗꯤꯌꯦꯟꯠꯀꯤ ꯃꯇꯨꯡ ꯏꯟꯅ ꯂꯦꯞꯊꯣꯛꯏ꯫